ꯇꯦꯛꯅꯣꯂꯣꯖꯤ ꯑꯁꯤ ꯃꯈꯥ ꯇꯥꯅ ꯍꯦꯟꯒꯠꯂꯛꯄ ꯑꯃꯁꯨꯡ ꯐꯒꯠꯂꯛꯄꯒ ꯂꯣꯌꯅꯅ ꯃꯁꯤꯅ ꯑꯩꯈꯣꯏꯒꯤ ꯄꯨꯟꯁꯤꯗ ꯌꯥꯝꯅ ꯆꯥꯎꯅ ꯑꯍꯣꯡꯕ ꯄꯨꯔꯛꯅꯕꯒꯤ ꯄꯣꯇꯦꯟꯁꯤꯌꯦꯜ ꯂꯩꯔꯤ꯫ ꯃꯁꯤꯅ ꯃꯥꯂꯦꯝ ꯁꯤꯟꯕ ꯊꯨꯡꯅ ꯂꯩꯔꯤꯕ ꯃꯤꯑꯣꯏꯁꯤꯡꯒꯤ ꯏꯐꯤꯁꯤꯑꯦꯟꯁꯤ, ꯄ꯭ꯔꯗꯛꯇꯤꯚꯤꯇꯤ ꯍꯦꯟꯒꯠꯍꯟꯕ ꯑꯃꯁꯨꯡ ꯄꯨꯟꯁꯤꯒꯤ ꯃꯒꯨꯟ ꯍꯦꯟꯒꯠꯍꯟꯕꯒꯤ ꯄꯣꯇꯦꯟꯁꯤꯌꯦꯜ ꯂꯩꯔꯤ꯫ ꯆꯤꯡꯅꯕ ꯂꯩꯇꯅ, ꯂꯥꯛꯀꯗꯧꯔꯤꯕ ꯆꯍꯤꯁꯤꯡꯗ ꯑꯥꯔꯇꯤꯐꯤꯁꯤꯌꯦꯜ ꯏꯟꯇꯦꯂꯤꯖꯦꯟꯁꯅ ꯃꯈꯥ ꯇꯥꯅ ꯃꯁꯛ ꯊꯣꯛꯄ ꯑꯍꯣꯡꯕ ꯄꯨꯔꯛꯅꯕ ꯁꯦꯝ ꯁꯥꯔꯤ꯫ ꯗꯕꯜ ꯇꯦꯛꯁꯦꯁꯟ ꯑꯦꯒ꯭ꯔꯤꯃꯦꯟꯇ ꯑꯃꯅ ꯀꯔꯝꯅ ꯊꯕꯛ ꯇꯧꯕꯒꯦ ꯍꯥꯏꯕꯗꯨ ꯁꯟꯗꯣꯛꯅ ꯇꯥꯛꯄꯤꯌꯨ꯫ ꯗꯕꯜ ꯇꯦꯛꯁꯦꯁꯟ ꯑꯦꯒ꯭ꯔꯤꯃꯦꯟꯇ ꯍꯥꯏꯕꯁꯤ ꯂꯩꯕꯥꯛ ꯑꯅꯤꯒꯤ ꯃꯔꯛꯇ ꯁꯦꯝꯕ ꯇ꯭ꯔꯤꯇꯤ ꯑꯃꯅꯤ꯫ ꯃꯁꯤꯅ ꯃꯤꯑꯣꯏ ꯑꯃꯅ ꯅꯠꯇ꯭ꯔꯒ ꯀꯝꯄꯦꯅꯤ ꯑꯃꯅ ꯂꯩꯕꯥꯛ ꯑꯃꯗ ꯂꯩꯕ ꯑꯗꯨꯕꯨ ꯃꯈꯣꯏꯒꯤ ꯏꯟꯀꯝꯒꯤ ꯍꯧꯔꯛꯐꯝ ꯅꯠꯇ꯭ꯔꯒ ꯀꯦꯄꯤꯇꯦꯜ ꯑꯗꯨ ꯑꯇꯣꯞꯄ ꯂꯩꯕꯥꯛ ꯑꯃꯗ ꯂꯩꯕ, ꯆꯞ ꯃꯥꯟꯅꯕ ꯏꯟꯀꯝ ꯅꯠꯇ꯭ꯔꯒ ꯀꯦꯄꯤꯇꯦꯜ ꯑꯦꯃꯥꯎꯟꯇ ꯑꯃꯗ ꯇꯦꯛꯁ ꯑꯅꯤꯔꯛ ꯄꯤꯗꯅꯕ ꯄꯥꯟꯗꯝ ꯊꯝꯂꯤ꯫ ꯃꯈꯣꯏꯅ ꯃꯍꯧꯁꯥꯅ ꯁꯦꯂꯔꯤ, ꯗꯤꯕꯤꯗꯦꯟꯗ, ꯏꯟꯇꯔꯦꯁꯠ, ꯔꯣꯌꯦꯜꯇꯤ, ꯑꯃꯁꯨꯡ ꯀꯦꯄꯤꯇꯦꯜ ꯒꯦꯟꯒꯨꯝꯕ ꯏꯟꯀꯝꯁꯤꯡꯗ ꯇꯦꯛꯁꯁꯤꯡ ꯀꯣꯟꯁꯤꯜꯂꯤ꯫ ꯗꯕꯜ ꯇꯦꯛꯁꯦꯁꯟ ꯑꯦꯒ꯭ꯔꯤꯃꯦꯟꯇ ꯑꯃꯒꯤ ꯃꯈꯥꯗ ꯂꯩꯕꯥꯛ ꯑꯃꯗ ꯄꯤꯈꯤꯕ ꯇꯦꯛꯁꯀꯤ ꯁꯦꯟꯐꯝ ꯑꯗꯨ ꯑꯇꯣꯞꯄ ꯂꯩꯕꯥꯛ ꯑꯃꯗ ꯇꯦꯛꯁ ꯂꯥꯏꯑꯦꯕꯤꯂꯤꯇꯤꯒ ꯆꯥꯡꯗꯝꯅꯕ ꯌꯥꯏ꯫ ꯃꯁꯤ ꯇꯦꯛꯁ ꯀ꯭ꯔꯦꯗꯤꯠꯀꯤ ꯁꯤꯁꯇꯦꯝ ꯑꯃꯒꯤ ꯈꯨꯠꯊꯥꯡꯗ ꯇꯧꯏ꯫ ꯃꯁꯤꯅ ꯇꯥꯛꯄꯗꯤ ꯂꯩꯕꯥꯛ ꯑꯃꯗ ꯏꯟꯀꯝ ꯑꯃꯗ ꯄꯤꯈꯤꯕ ꯇꯦꯛꯁ ꯑꯗꯨ ꯀꯝꯄꯦꯅꯤ ꯅꯠꯇ꯭ꯔꯒ ꯃꯤꯑꯣꯏ ꯑꯗꯨꯅ ꯂꯩꯔꯤꯕ ꯂꯩꯕꯥꯛ ꯑꯗꯨꯗ ꯇꯦꯛꯁ ꯀ꯭ꯔꯦꯗꯤꯠ ꯑꯣꯏꯅ ꯀ꯭ꯂꯦꯝ ꯇꯧꯕ ꯌꯥꯏ꯫ ꯈꯨꯗꯝ ꯑꯣꯏꯅ, ꯀꯔꯤꯒꯨꯝꯕ ꯌꯨꯅꯥꯏꯇꯦꯗ ꯀꯤꯡꯗꯝꯒꯤ ꯔꯦꯁꯤꯗꯦꯟꯇ ꯑꯃꯅ ꯐ꯭ꯔꯥꯟꯁꯇ ꯂꯩꯕ ꯔꯦꯟꯇꯜ ꯄ꯭ꯔꯣꯄꯔꯇꯤ ꯑꯃꯗꯒꯤ ꯏꯟꯀꯝ ꯐꯪꯂꯕꯗꯤ ꯑꯃꯁꯨꯡ ꯐ꯭ꯔꯥꯟꯁꯇ ꯇꯦꯛꯁ ꯊꯤꯔꯕꯗꯤ ꯃꯈꯣꯏꯅ ꯃꯈꯣꯏꯒꯤ ꯌꯨꯅꯥꯏꯇꯦꯗ ꯀꯤꯡꯗꯝꯒꯤ ꯇꯦꯛꯁ ꯂꯥꯏꯑꯦꯕꯤꯂꯤꯇꯤꯒꯤ ꯃꯥꯌꯣꯛꯇ ꯁꯦꯟꯐꯝ ꯑꯗꯨꯒꯤꯗꯃꯛ ꯇꯦꯛꯁ ꯀ꯭ꯔꯦꯗꯤꯠ ꯑꯃ ꯀ꯭ꯂꯦꯝ ꯇꯧꯕ ꯌꯥꯏ꯫ ꯌꯥꯅꯆꯦꯁꯤꯡ ꯑꯁꯤꯗ ꯑꯀꯛꯅꯕ ꯃꯈꯜꯒꯤ ꯏꯟꯀꯝꯗ ꯇꯦꯛꯁ ꯊꯤꯕꯒꯤ ꯍꯛ ꯂꯩꯕ ꯂꯩꯕꯥꯛ ꯑꯃꯅ ꯆꯠꯅ-ꯀꯥꯡꯂꯣꯟꯁꯤꯡ ꯁꯦꯝꯕꯒꯤ ꯄ꯭ꯔꯣꯕꯤꯖꯟꯁꯤꯡꯁꯨ ꯌꯥꯎꯔꯤ꯫ ꯈꯨꯗꯝ ꯑꯣꯏꯅ, ꯌꯥꯅꯆꯦ ꯈꯔꯗ ꯊꯕꯛ ꯇꯧꯕꯗꯒꯤ ꯐꯪꯂꯛꯄ ꯏꯟꯀꯝ ꯑꯁꯤ ꯊꯕꯛ ꯄꯥꯡꯊꯣꯛꯂꯤꯕ ꯂꯩꯕꯥꯛ ꯑꯗꯨ ꯈꯛꯇꯗ ꯇꯦꯛꯁ ꯂꯧꯒꯅꯤ ꯍꯥꯏꯅ ꯐꯣꯡꯗꯣꯛꯂꯤ ꯑꯗꯨꯒ ꯑꯇꯣꯞꯄ ꯈꯔꯅ ꯂꯩꯐꯝ ꯂꯩꯕꯥꯛ ꯑꯗꯨꯗ ꯈꯛꯇꯗ ꯇꯦꯛꯁ ꯂꯧꯒꯅꯤ ꯍꯥꯏꯅ ꯍꯥꯏꯔꯤ꯫ ꯃꯁꯤ ꯌꯥꯝꯅ ꯃꯔꯨꯑꯣꯏꯅ ꯈꯪꯖꯤꯟꯕ ꯌꯥꯏ ꯃꯗꯨꯗꯤ ꯗꯕꯜ ꯇꯦꯛꯁꯦꯁꯟ ꯑꯦꯒ꯭ꯔꯤꯃꯦꯟꯇ ꯈꯨꯗꯤꯡꯃꯛꯀꯤ ꯇꯔꯝꯁꯤꯝꯡ ꯑꯁꯤ ꯑꯈꯟꯅꯕ ꯑꯣꯏ꯫ ꯃꯔꯝ ꯑꯁꯤꯅ ꯃꯤꯑꯣꯏ ꯑꯃꯃꯝ ꯑꯃꯁꯨꯡ ꯀꯝꯄꯦꯅꯤꯁꯤꯡꯅ ꯃꯈꯣꯏꯒꯤ ꯇꯦꯛꯁ ꯑꯣꯕ꯭ꯂꯤꯒꯦꯁꯟꯁꯤꯡ ꯂꯦꯞꯊꯣꯛꯅꯕ ꯃꯔꯤ ꯂꯩꯅꯕ ꯂꯩꯕꯥꯛ ꯑꯅꯤꯒꯤ ꯃꯔꯛꯇ ꯂꯩꯔꯤꯕ ꯑꯦꯒ꯭ꯔꯤꯃꯦꯟꯇ ꯑꯁꯤꯒꯤ ꯑꯀꯛꯅꯕ ꯋꯥꯐꯝꯁꯤꯡ ꯌꯦꯡꯒꯗꯕꯅꯤ꯫ ꯗꯕꯜ ꯇꯦꯛꯁꯦꯁꯟ ꯑꯦꯒ꯭ꯔꯤꯃꯦꯟꯇꯁꯤꯡ ꯑꯁꯤ ꯇꯦꯛꯁꯀꯤ ꯄꯣꯠꯂꯨꯝ ꯍꯟꯊꯍꯟꯗꯨꯅ ꯉꯝꯈꯩ ꯂꯥꯟꯗꯨꯅ ꯂꯂꯣꯟ-ꯏꯇꯤꯛ ꯑꯃꯁꯨꯡ ꯁꯦꯜ ꯊꯥꯙꯕ ꯍꯦꯟꯒꯠꯍꯟꯅꯕ ꯁꯦꯝꯈꯤꯕꯅꯤ꯫ ꯃꯁꯤꯅ ꯀꯝꯄꯦꯅꯤꯁꯤꯡ ꯑꯃꯁꯨꯡ ꯃꯤꯑꯣꯏꯁꯤꯡꯅ ꯑꯁꯤꯒꯨꯝꯕ ꯌꯥꯅꯆꯦꯁꯤꯡ ꯂꯩꯕ ꯂꯩꯕꯥꯛꯁꯤꯡꯗ ꯊꯕꯛ ꯇꯧꯅꯕ ꯏꯟꯁꯦꯟꯇꯤꯚꯁꯤꯡ ꯍꯦꯟꯒꯠꯍꯜꯂꯤ꯫